ꯃꯈꯥꯗ ꯄꯤꯔꯤꯕ ꯋꯥꯍꯩ ꯑꯅꯤ ꯑꯁꯤ ꯌꯥꯝꯗ꯭ꯔꯕꯗ ꯋꯥꯍꯩ ꯆꯅꯤ ꯔꯣꯝ ꯁꯥꯡꯕ ꯋꯥꯔꯤ ꯑꯃꯗ ꯄꯨꯟꯁꯤꯜꯂꯨ꯫ ꯅꯨꯃꯤꯠ ꯑꯗꯨꯗ ꯅꯣꯡ ꯀꯟꯅ ꯆꯨꯈꯤ꯫ ꯂꯝꯕꯤ ꯑꯗꯨ ꯏꯁꯤꯡ ꯊꯨꯃꯖꯤꯜꯂꯛꯈꯤ ꯑꯃꯁꯨꯡ ꯑꯇꯤꯌꯥ ꯑꯗꯨ ꯑꯉꯧꯕꯥ ꯑꯣꯏꯈꯤ꯫ ꯅꯨꯃꯤꯠ ꯑꯁꯤ ꯑꯔꯣꯏꯕꯗ ꯅꯣꯡꯃ ꯈꯥꯛꯞ ꯍꯧꯔꯛꯈꯤ꯫ ꯃꯉꯥꯜꯒꯤ ꯔꯦ ꯑꯃꯅ ꯑꯃꯝꯕ ꯅꯨꯡꯁꯤꯠꯀꯤ ꯃꯔꯛꯇ ꯌꯦꯡꯂꯝꯃꯤ ꯑꯃꯁꯨꯡ ꯑꯊꯨꯕ ꯃꯇꯝꯗ ꯅꯨꯃꯤꯠ ꯑꯗꯨ ꯃꯄꯨꯡ ꯐꯥꯅ ꯎꯕꯥ ꯐꯪꯈꯤ꯫ ꯅꯨꯃꯤꯠ ꯑꯗꯨꯗ ꯅꯣꯡ ꯀꯟꯅ ꯆꯨꯈꯤ꯫ ꯂꯝꯕꯤ ꯑꯗꯨ ꯏꯁꯤꯡ ꯊꯨꯃꯖꯤꯜꯂꯛꯈꯤ, ꯑꯃꯁꯨꯡ ꯑꯇꯤꯌ ꯑꯗꯨ ꯑꯉꯧꯕ ꯑꯣꯏꯔꯝꯃꯤ꯫ ꯂꯝꯕꯤꯒꯤ ꯅꯥꯀꯜꯁꯤꯡꯗ ꯏꯁꯤꯡꯒꯤ ꯏꯆꯦꯜꯁꯤꯡ ꯊꯨꯒꯥꯏꯈꯤꯕꯅ ꯃꯔꯝ ꯑꯣꯏꯗꯨꯅ ꯈꯣꯡꯅ ꯆꯠꯂꯤꯕꯁꯤꯡꯗ ꯈꯣꯡꯅ ꯆꯠꯄꯗ ꯑꯋꯥꯕ ꯑꯣꯏꯔꯝꯃꯤ꯫ ꯒꯥꯔꯤꯁꯤꯡꯅ ꯇꯞꯅ ꯇꯞꯅ ꯆꯦꯜꯂꯤ, ꯃꯈꯣꯌꯒꯤ ꯇꯌꯥꯔꯁꯤꯡꯅ ꯏꯁꯤꯡꯒꯤ ꯁ꯭ꯄꯔꯦꯁꯤꯡ ꯂꯝꯕꯤꯁꯤꯡꯗ ꯊꯥꯔꯛꯈꯤ꯫ ꯃꯤꯌꯥꯝꯅ ꯃꯈꯣꯏꯒꯤ ꯄꯟꯊꯨꯡꯐꯝꯗ ꯌꯥꯝꯅ ꯊꯨꯅ ꯌꯥꯡꯅ ꯆꯠꯂꯝꯃꯤ, ꯃꯈꯣꯏꯒꯤ ꯁꯥꯇꯤꯟꯁꯤꯡꯅ ꯃꯈꯣꯏꯕꯨ ꯅꯣꯡꯂꯩ ꯅꯨꯡꯁꯤꯠꯇꯒꯤ ꯉꯥꯛꯊꯣꯛꯅꯕ ꯊꯕꯛ ꯈꯔ ꯇꯧꯔꯝꯃꯤ꯫ ꯅꯨꯡꯁꯤꯠ ꯑꯗꯨ ꯇꯔꯨ ꯇꯅꯥꯟꯕ ꯄ꯭ꯔ꯭ꯤꯊꯤꯕꯤꯒꯤ ꯃꯩꯁꯥꯅ ꯊꯜꯂꯕ ꯃꯐꯝ ꯑꯃꯅꯤ, ꯑꯃꯁꯨꯡ ꯂꯥꯞꯅ ꯂꯩꯕ ꯈꯣꯟꯖꯦꯜꯒꯤ ꯈꯣꯟꯖꯦꯜ ꯑꯃ ꯇꯥꯕ ꯐꯪꯈꯤ꯫ ꯅꯨꯃꯤꯠ ꯆꯨꯞꯄ ꯑꯃ ꯂꯦꯞꯂꯒ ꯅꯣꯡ ꯆꯨꯕ ꯍꯧꯔꯛꯈꯤ꯫ ꯑꯉꯧꯕ ꯃꯆꯨꯒꯤ ꯃꯑꯣꯡ ꯃꯇꯧ ꯑꯃ ꯑꯣꯏꯔꯝꯕ ꯑꯇꯤꯌꯥ ꯑꯗꯨ ꯑꯃꯨꯛ ꯍꯟꯅ ꯅꯤꯡꯊꯤꯖꯅ ꯎꯕ ꯍꯧꯔꯛꯈꯤ, ꯃꯗꯨꯒꯤ ꯅꯤꯜ ꯃꯆꯨꯁꯤꯡ ꯑꯗꯨ ꯑꯃꯨꯛ ꯍꯟꯅ ꯎꯕ ꯐꯪꯈꯤ꯫ ꯅꯨꯃꯤꯠ ꯑꯗꯨ ꯑꯔꯣꯏꯕꯗ ꯅꯣꯡ ꯈꯥꯛꯞ ꯍꯧꯔꯛꯈꯤ꯫ ꯃꯉꯥꯜꯒꯤ ꯔꯦ ꯑꯃꯅ ꯑꯃꯝꯕ ꯅꯨꯡꯁꯤꯠꯀꯤ ꯃꯔꯛꯇ ꯌꯦꯡꯂꯛꯂꯝꯃꯤ, ꯑꯊꯨꯕ ꯃꯇꯃꯗ ꯅꯨꯃꯤꯠ ꯑꯗꯨ ꯃꯄꯨꯡ ꯐꯥꯅ ꯎꯕ ꯐꯪꯂꯝꯃꯤ꯫ ꯅꯨꯃꯤꯠꯀꯤ ꯅꯨꯡꯁꯤꯠꯀꯤ ꯅꯨꯡꯁꯤꯠꯅ ꯑꯦꯠꯃꯣꯁ꯭ꯐꯤꯌꯔꯗ ꯈꯨꯗꯛꯇ ꯑꯍꯣꯡꯕ ꯑꯃ ꯄꯨꯔꯛꯈꯤ, ꯃꯔꯝꯗꯤ ꯃꯤꯌꯥꯝꯅ ꯃꯈꯣꯏꯒꯤ ꯁꯤꯟꯐꯝꯁꯤꯡꯗꯒꯤ ꯊꯣꯔꯛꯄ ꯍꯧꯔꯛꯈꯤ, ꯃꯈꯣꯏꯒꯤ ꯔꯦꯟꯀꯣꯠꯁꯤꯡ ꯊꯥꯗꯣꯛꯇꯨꯅ ꯅꯨꯡꯁꯤꯠ ꯑꯗꯨꯗ ꯃꯈꯣꯏꯒꯤ ꯃꯈꯨꯠꯁꯤꯡ ꯍꯥꯡꯗꯣꯛꯈꯤ꯫ ꯂꯝꯕꯤꯗ ꯏꯁꯤꯡ ꯏꯆꯥꯎ ꯑꯗꯨ ꯍꯟꯊꯔꯛꯄ ꯍꯧꯔꯛꯈꯤ, ꯃꯇꯝ ꯑꯃꯗ ꯌꯥꯝꯅ ꯅꯨꯡꯉꯥꯏꯇꯕ ꯃꯐꯝ ꯑꯗꯨ ꯍꯦꯟꯅ ꯅꯨꯡꯉꯥꯏꯕ ꯃꯐꯝ ꯑꯃꯗ ꯑꯣꯟꯊꯣꯛꯈꯤ꯫ ꯅꯨꯃꯤꯠꯀꯤ ꯃꯉꯥꯜꯅ ꯃꯃꯥꯡꯗ ꯑꯃꯝꯕꯅ ꯊꯜꯂꯕ ꯕꯤꯜꯗꯤꯡꯁꯤꯡ ꯑꯃꯁꯨꯡ ꯎꯃꯪꯁꯤꯡꯒꯤ ꯊꯣꯏꯗꯣꯛꯄ ꯃꯆꯨꯁꯤꯡ ꯑꯗꯨ ꯊꯣꯔꯛꯈꯤ꯫ ꯇꯞꯅ ꯇꯞꯅ ꯄꯨꯟꯁꯤ ꯑꯁꯤ ꯂꯝꯕꯤꯗ ꯍꯜꯂꯛꯈꯤ, ꯃꯔꯞꯗꯤ ꯄꯥꯈꯪꯁꯤꯡꯒꯤ ꯏꯁꯩ ꯅꯣꯡꯃꯥꯏꯒꯤ ꯅꯨꯡꯉꯥꯏꯔꯕ ꯈꯣꯟꯖꯦꯂꯅ ꯅꯨꯡꯁꯤꯠꯇ ꯊꯨꯃꯖꯤꯜꯂꯛꯈꯤ꯫ ꯑꯅꯧꯕ ꯅꯨꯃꯤꯠ ꯑꯃ ꯍꯧꯔꯛꯈꯤ, ꯑꯀꯟꯕ ꯅꯣꯡꯖꯨ ꯑꯁꯤ ꯍꯧꯖꯤꯛꯇꯤ ꯂꯥꯞꯅ ꯂꯩꯕ ꯅꯤꯡꯁꯤꯡꯕ ꯑꯃ ꯑꯣꯏꯔꯦ꯫ ꯑꯄꯤꯕ ꯋꯥꯍꯩ ꯑꯗꯨꯗ ꯂꯩꯔꯤꯕ ꯑꯁꯣꯏꯕꯁꯤꯡ ꯑꯗꯨ ꯈꯪꯗꯣꯛꯎ ꯑꯃꯁꯨꯡ ꯃꯗꯨ ꯑꯦꯗꯤꯠ ꯇꯧ꯫ ꯃꯍꯥꯛꯅ ꯑꯦꯄꯜꯁꯤꯡ ꯑꯗꯨ ꯑꯄꯤꯛꯄ ꯁꯔꯨꯛꯁꯤꯡꯗ ꯀꯥꯞꯁꯤꯅꯈꯤ꯫ ꯃꯍꯥꯛꯅ ꯑꯦꯄꯜꯁꯤꯡ ꯑꯗꯨ ꯑꯄꯤꯛꯄ ꯁꯔꯨꯛꯁꯤꯡꯗ ꯀꯛꯏ꯫ ꯃꯈꯥꯒꯤ ꯋꯦꯕꯁꯥꯏꯠ ꯑꯁꯤ ꯁꯥꯏꯟꯇꯤꯐꯤꯛ ꯔꯤꯁꯔꯆꯀꯤ ꯊꯥꯖꯕ ꯌꯥꯕ ꯁꯣꯔꯁ ꯑꯃꯅꯤ ꯍꯥꯏꯕ ꯈꯪꯗꯣꯛꯅꯕ ꯔꯤꯚꯤꯌꯨ ꯇꯧꯕꯤꯌꯨ꯫ ꯂꯩꯕ ꯌꯥꯏ꯫ ꯑꯩꯅ ꯌꯥꯝꯅ ꯅꯨꯡꯉꯥꯏꯖꯩ, ꯑꯗꯨꯕꯨ ꯋꯦꯕꯁꯥꯏꯠ ꯑꯁꯤꯒꯤ ꯊꯥꯖꯕ ꯌꯥꯕ ꯑꯗꯨ ꯌꯦꯡꯁꯤꯟꯅꯕ ꯑꯩꯅꯥ ꯄꯤꯔꯤꯕ ꯑꯁꯤ ꯁꯤꯖꯤꯟꯅꯕ ꯌꯥꯗꯦ ꯃꯔꯝꯗꯤ ꯃꯁꯤ ꯄ꯭ꯂꯦꯁꯍꯣꯜꯗꯔ ꯑꯃꯅꯤ ꯑꯃꯁꯨꯡ ꯇꯁꯦꯡꯕ ꯋꯦꯕꯁꯥꯏꯠ ꯑꯃꯅꯤ꯫ ꯔꯤꯚꯤꯌꯨ ꯇꯧꯅꯕ ꯆꯠꯅꯕ ꯌꯥꯕꯥ ꯋꯦꯕꯁꯥꯏꯠ ꯂꯤꯡꯛ ꯑꯃ ꯑꯩꯉꯣꯟꯗꯥ ꯄꯤꯕꯤꯔꯛꯄ ꯌꯥꯒꯗ꯭ꯔꯥ